ꯑꯀꯣꯢꯕꯒꯤ ꯐꯤꯕꯝ ꯀꯟꯕ ꯉꯝꯅꯕ ꯑꯩꯈꯣꯢꯅ ꯁꯤꯖꯤꯟꯅꯕ ꯌꯥꯕ ꯊꯧꯔꯥꯡꯁꯤꯡ ꯐꯣꯡꯗꯣꯛꯄꯤꯌꯨ꯫ ꯑꯀꯣꯢꯕꯒꯤ ꯐꯤꯕꯝ ꯀꯟꯅꯕ ꯁꯤꯖꯤꯟꯅꯕꯥ ꯌꯥꯕ ꯊꯧꯑꯣꯡ ꯀꯌꯥ ꯂꯩꯔꯤ ꯃꯗꯨꯒꯤ ꯃꯅꯨꯡꯗ ꯈꯔꯗꯤ ꯃꯈꯥꯗ ꯄꯤꯔꯤꯕꯁꯤꯡꯁꯤꯅꯤ ꯑꯃꯣꯠꯄ ꯍꯟꯊꯍꯟꯕ ꯃꯆꯥꯛꯁꯤꯡ ꯍꯟꯊꯍꯟꯕ ꯑꯃꯨꯛ ꯍꯦꯟꯅ ꯁꯤꯖꯤꯟꯅꯕ ꯑꯃꯁꯨꯡ ꯑꯃꯨꯛ ꯍꯟꯅ ꯁꯤꯖꯤꯟꯅꯕꯅ ꯑꯩꯈꯣꯢꯅ ꯂꯦꯟꯗꯐꯤꯜ ꯁꯥꯏꯠꯁꯤꯡꯗ ꯊꯥꯕ ꯑꯃꯣꯠꯄꯁꯤꯡꯒꯤ ꯆꯥꯡ ꯍꯟꯊꯍꯟꯕ ꯉꯝꯒꯅꯤ꯫ ꯏꯅꯔꯖꯤ ꯀꯟꯕ ꯏꯅꯔꯖꯤ ꯁꯤꯖꯤꯟꯅꯕ ꯂꯥꯏꯠ ꯕꯜꯕꯁꯤꯡ ꯁꯤꯖꯤꯟꯅꯕ ꯅꯠꯇ꯭ꯔꯒ ꯒꯥꯔꯤ ꯁꯤꯖꯤꯟꯅꯕ ꯍꯟꯊꯍꯟꯕꯅꯆꯤꯡꯕ ꯏꯅꯔꯖꯤ ꯀꯟꯕꯒꯤ ꯊꯧꯔꯥꯡꯁꯤꯡꯅ ꯒ꯭ꯔꯤꯟꯍꯥꯎꯁ ꯒ꯭ꯌꯥꯁ ꯊꯥꯗꯣꯛꯄ ꯍꯟꯊꯍꯟꯕꯗ ꯃꯇꯦꯡ ꯄꯥꯡꯕ ꯉꯝꯒꯅꯤ꯫ ꯇꯨꯡ ꯀꯣꯏꯅ ꯆꯠꯀꯗꯕ ꯂꯧꯎ-ꯁꯤꯡꯎ ꯌꯣꯛꯈꯠꯄ ꯃꯍꯩ-ꯃꯔꯣꯡ ꯊꯥꯗꯣꯛꯄꯒꯨꯝꯕ ꯇꯨꯡ ꯀꯣꯏꯅ ꯆꯠꯀꯗꯕ ꯂꯧꯎ-ꯁꯤꯡꯎꯒꯤ ꯊꯕꯛꯁꯤꯡ ꯄꯨꯛꯅꯤꯡ ꯊꯧꯒꯠꯄꯅ ꯇꯤꯟ ꯀꯥꯡ ꯁꯤꯅꯕ ꯍꯤꯗꯥꯛ ꯑꯃꯁꯨꯡ ꯍꯥꯔ ꯁꯤꯖꯤꯟꯅꯕꯒꯤ ꯆꯥꯡ ꯍꯟꯊꯍꯟꯕꯗ ꯃꯇꯦꯡ ꯄꯥꯡꯒꯅꯤ ꯃꯁꯤꯅ ꯑꯀꯣꯢꯕꯒꯤ ꯐꯤꯕꯝꯗ ꯑꯀꯥꯢꯕ ꯄꯤꯕꯥ ꯌꯥꯏ꯫ ꯃꯍꯧꯁꯥꯒꯤ ꯂꯩꯐꯝꯁꯤꯡ ꯉꯥꯛꯊꯣꯛꯄ ꯂꯝ ꯀꯟꯅꯕꯒꯤꯗꯃꯛ ꯂꯝ ꯊꯝꯗꯨꯅ ꯑꯃꯁꯨꯡ ꯆꯥꯎꯈꯠ-ꯊꯧꯔꯥꯡ ꯂꯤꯃꯤꯠ ꯇꯧꯗꯨꯅ ꯑꯩꯈꯣꯢꯅ ꯂꯝꯂꯛꯀꯤ ꯁꯥ-ꯎꯆꯦꯛꯁꯤꯡ ꯑꯃꯁꯨꯡ ꯃꯍꯧꯁꯥꯒꯤ ꯂꯩꯐꯝꯁꯤꯡ ꯉꯥꯛ-ꯁꯦꯟꯕꯗ ꯃꯇꯦꯡ ꯄꯥꯡꯕꯥ ꯉꯝꯒꯅꯤ꯫ ꯑꯁꯪꯕ ꯆꯠꯊꯣꯛ-ꯆꯠꯁꯤꯟ ꯇꯧꯕꯗ ꯄꯨꯛꯅꯤꯡ ꯊꯧꯒꯠꯄ ꯂꯅꯥꯏꯒꯤ ꯒꯥꯔꯤꯁꯤꯡꯒꯤ ꯃꯍꯨꯠ ꯁꯤꯟꯕ ꯌꯥꯕ ꯂꯝꯕꯤꯁꯤꯡ ꯍꯥꯢꯕꯗꯤ ꯁꯥꯏꯀꯜ ꯊꯧꯕꯥ ꯅꯠꯇ꯭ꯔꯒ ꯃꯤꯌꯥꯝꯒꯤ ꯆꯠꯊꯣꯛ-ꯆꯠꯁꯤꯟ ꯁꯤꯖꯤꯟꯅꯕꯅ ꯅꯨꯡꯁꯤꯠ ꯀꯤ ꯃꯣꯠꯄ ꯍꯟꯊꯍꯟꯕꯗ ꯃꯇꯦꯡ ꯄꯥꯡꯕ ꯉꯝꯒꯅꯤ꯫ ꯁꯤꯖꯤꯟꯅꯕ ꯍꯟꯊꯍꯟꯕ: ꯁꯤꯖꯤꯟꯅꯕ ꯍꯟꯊꯍꯟꯕꯅ ꯑꯩꯈꯣꯏꯅ ꯄꯣꯠꯂꯝꯁꯤꯡ ꯑꯃꯁꯨꯡ ꯁꯔꯕꯤꯁꯁꯤꯡ ꯄꯨꯊꯣꯛꯄꯗ ꯁꯤꯖꯤꯟꯅꯔꯤꯕ ꯔꯤꯁꯣꯔꯁꯁꯤꯡ ꯑꯃꯁꯨꯡ ꯏꯅꯔꯖꯤꯒꯤ ꯆꯥꯡ ꯍꯟꯊꯍꯟꯕꯗ ꯃꯇꯦꯡ ꯄꯥꯡꯕ ꯉꯝꯒꯅꯤ꯫ ꯔꯤꯟꯌꯨꯑꯦꯕꯜ ꯏꯅꯔꯖꯤ ꯌꯣꯛꯈꯠꯄꯥ ꯁꯣꯂꯥꯔ ꯅꯠꯇ꯭ꯔꯒ ꯅꯨꯡꯁꯤꯠꯀꯤ ꯄꯥꯋꯔꯒꯨꯝꯕ ꯔꯤꯟꯌꯨꯑꯦꯕꯜ ꯏꯅꯔꯖꯤꯒꯤ ꯁꯣꯔꯁꯁꯤꯡ ꯁꯤꯖꯤꯟꯅꯕꯗ ꯄꯨꯛꯅꯤꯡ ꯊꯧꯒꯠꯄꯅ ꯒ꯭ꯔꯤꯟꯍꯥꯎꯁ ꯒ꯭ꯌꯥꯁ ꯊꯥꯗꯣꯛꯄ ꯃꯇꯦꯡ ꯄꯥꯡꯂꯤꯕ ꯅꯟ-ꯔꯤꯟꯌꯨꯑꯦꯕꯜ ꯏꯅꯔꯖꯤ ꯁꯣꯔꯁꯁꯤꯡꯗ ꯑꯩꯈꯣꯢꯅ ꯊꯥꯖꯕ ꯍꯟꯊꯍꯟꯕꯗ ꯃꯇꯦꯡ ꯄꯥꯡꯒꯅꯤ꯫ ꯑꯇꯣꯞꯄꯁꯤꯡꯕꯨ ꯇꯝꯕꯤꯕ ꯃꯍꯩ ꯑꯃꯁꯨꯡ ꯃꯌꯥꯝꯗ ꯈꯪꯍꯟꯅꯕꯒꯤ ꯀꯦꯝꯄꯦꯠꯟꯁꯤꯡꯅ ꯃꯤꯌꯥꯝꯗ ꯑꯀꯣꯢꯕꯒꯤ ꯐꯤꯕꯝ ꯉꯥꯛ-ꯁꯦꯟꯕꯒꯤ ꯃꯔꯨꯑꯣꯏꯕ ꯑꯗꯨ ꯈꯪꯕꯗ ꯃꯇꯦꯡ ꯄꯥꯡꯒꯅꯤ ꯑꯃꯁꯨꯡ ꯃꯈꯣꯢꯅ ꯃꯇꯦꯡ ꯄꯥꯡꯅꯕ ꯀꯔꯤ ꯇꯧꯕꯥ ꯌꯥꯕꯒꯦ ꯍꯥꯢꯕꯗꯨ ꯈꯪꯕꯗ ꯃꯇꯦꯡ ꯄꯥꯡꯒꯅꯤ꯫ ꯇꯨꯔꯤꯖꯝ ꯄꯨꯛꯅꯤꯡ ꯊꯧꯒꯠꯄꯥ: ꯇꯨꯡ ꯀꯣꯏꯅ ꯆꯠꯀꯗꯕ ꯇꯨꯔꯤꯖꯝꯒꯤ ꯊꯧꯑꯣꯡꯁꯤꯡ ꯌꯣꯛꯈꯠꯄꯅ ꯀꯣꯏꯕ ꯂꯥꯛꯂꯤꯕꯁꯤꯡꯅ ꯑꯀꯣꯢꯕꯒꯤ ꯐꯤꯕꯝꯗ ꯄꯤꯕ ꯌꯥꯕ ꯐꯠꯇꯕꯁꯤꯡ ꯍꯟꯊꯍꯟꯕꯗ ꯃꯇꯦꯡ ꯄꯥꯡꯕꯥ ꯉꯝꯒꯅꯤ꯫ ꯒ꯭ꯔꯤꯟ ꯇꯦꯛꯅꯣꯂꯣꯖꯤ ꯑꯃꯁꯨꯡ ꯑꯅꯧꯕ ꯋꯥꯈꯜꯂꯣꯟꯗ ꯃꯇꯦꯡ ꯄꯥꯡꯕ: ꯏꯂꯦꯛꯇ꯭ꯔꯤꯛ ꯀꯥꯔꯒꯣꯒꯨꯝꯕ ꯒ꯭ꯔꯤꯟ ꯇꯦꯛꯅꯣꯂꯣꯖꯤꯁꯤꯡ ꯁꯦꯝꯒꯠꯄꯗ ꯁꯦꯜ ꯊꯥꯗꯕ ꯑꯃꯁꯨꯡ ꯃꯇꯦꯡ ꯄꯥꯡꯕꯅ ꯑꯀꯣꯢꯕꯒꯤ ꯐꯤꯕꯝꯗ ꯑꯩꯈꯣꯢꯒꯤ ꯏꯝꯄꯦꯛꯇ ꯍꯟꯊꯍꯟꯕꯗ ꯃꯇꯦꯡ ꯄꯥꯡꯕ ꯉꯝꯒꯅꯤ꯫